ꯑꯄꯤꯕꯥ ꯑꯥꯏꯐꯣꯟ ꯑꯃꯒꯤ ꯃꯇꯥꯡꯗꯥ ꯅꯍꯥꯛꯀꯤ ꯂꯧꯁꯤꯡ ꯑꯗꯨ ꯆꯨꯝꯊꯣꯛꯂꯕꯥ ꯔꯤꯄꯣꯔꯠ ꯑꯃꯥ ꯁꯦꯝꯃꯨ꯫ ꯑꯥꯏꯐꯣꯟ ꯑꯦꯛꯁꯑꯦꯁ ꯃꯦꯛꯁ ꯑꯁꯤ ꯑꯦꯄꯜꯅꯥ ꯏꯪ ꯁꯣꯛ ꯂꯤꯁꯤꯡ ꯑꯅꯤ ꯇꯔꯥꯅꯤꯄꯥꯜꯒꯤ ꯁꯦꯞꯇꯦꯝꯕꯔꯗꯥ ꯐꯣꯡꯕꯥ ꯁ꯭ꯃꯥꯔꯠꯐꯣꯟ ꯃꯣꯗꯦꯜ ꯑꯃꯅꯤ, ꯃꯁꯤꯗꯥ ꯇꯔꯨꯛꯀꯥ ꯄꯣꯏꯟꯠ ꯃꯉꯥ ꯏꯟꯆꯤꯒꯤ ꯁꯨꯄꯥꯔ ꯔꯦꯇꯤꯅꯥ ꯑꯣꯔꯒꯅꯤꯛ ꯂꯥꯏꯠ ꯏꯃꯤꯠꯇꯤꯡ ꯗꯥꯏꯑꯣꯠ ꯗꯤꯚꯥꯏꯁ ꯑꯁꯤ ꯑꯥꯏꯐꯣꯟ ꯑꯣꯄꯦꯔꯦꯇꯤꯡ ꯁꯤꯁꯇꯦꯝ ꯇꯔꯥꯅꯤꯊꯣꯏ ꯄ꯭ꯂꯦꯠꯐꯣꯝꯗꯥ ꯑꯣꯄꯔꯦꯠ ꯇꯧꯏ, ꯃꯁꯤꯗꯥ ꯑꯣꯄꯔꯦꯇꯤꯡ ꯁꯤꯁ꯭ꯇꯦꯝꯒꯤ ꯑꯅꯧꯕꯥ ꯚꯔꯖꯟꯁꯤꯡꯗꯥ ꯑꯞꯗꯦꯠ ꯇꯧꯕꯒꯤ ꯑꯣꯞꯁꯟ ꯂꯩ꯫ ꯑꯥꯏꯐꯣꯟ ꯑꯦꯛꯁꯑꯦꯁ ꯃꯦꯛꯁ ꯑꯁꯤꯅꯥ ꯔꯤꯑꯦꯔ ꯄꯦꯅꯦꯜꯗꯥ ꯇꯔꯥꯅꯤꯊꯣꯏ ꯃꯦꯒꯥ ꯄꯤꯛꯁꯦꯜ ꯋꯥꯏꯗ ꯑꯃꯁꯨꯡ ꯇꯦꯂꯤꯐꯣꯇꯣ ꯂꯦꯟꯁꯁꯤꯡꯒꯥ ꯂꯣꯏꯅꯅꯥ ꯗ꯭ꯌꯨꯑꯦꯜ-ꯀꯦꯃꯦꯔꯥ ꯁꯤꯁ꯭ꯇꯦꯝ ꯑꯃꯥ ꯌꯥꯎꯔꯤ ꯑꯃꯁꯨꯡ ꯃꯁꯤꯅꯥ ꯁ꯭ꯃꯥꯔꯠ ꯍꯥꯏ ꯗꯤꯃꯦꯟꯁꯤꯇꯤ ꯔꯤꯖꯣꯂꯨꯁꯟ, ꯃꯔꯤ ꯀꯦ ꯚꯤꯗꯤꯑꯣ ꯔꯦꯀꯣꯔꯗꯤꯡ ꯑꯃꯁꯨꯡ ꯑꯍꯣꯡꯕꯥ ꯕꯣꯀꯦ ꯑꯃꯁꯨꯡ ꯗꯦꯞ ꯀꯟꯇ꯭ꯔꯣꯜꯒꯨꯝꯕꯥ ꯑꯍꯣꯡꯕꯥ ꯐꯣꯇꯣ ꯑꯃꯁꯨꯡ ꯚꯤꯗꯤꯑꯣ ꯐꯤꯆꯔꯁꯤꯡ ꯁꯥꯄꯣꯔꯠ ꯇꯧꯏ꯫ ꯃꯃꯥꯡꯒꯤ ꯃꯐꯝꯗꯥ, ꯐꯦꯁ ꯑꯥꯏꯗꯦꯟꯇꯤꯐꯤꯀꯦꯁꯟꯕꯨ ꯂꯥꯏꯊꯣꯛꯍꯜꯂꯤꯕꯥ ꯇꯥꯔꯦꯠ ꯃꯦꯒꯥ ꯄꯤꯛꯁꯦꯜꯒꯤ ꯇ꯭ꯔꯨꯗꯦꯞ ꯀꯦꯃꯦꯔꯥ ꯑꯃꯥ ꯂꯩ ꯃꯁꯤꯅꯥ ꯗꯤꯚꯥꯏꯁ ꯑꯁꯤ ꯑꯅꯥꯂꯣꯛ ꯇꯧꯅꯕꯥ ꯑꯃꯁꯨꯡ ꯄꯦꯃꯦꯟꯁꯤꯡ ꯁꯦꯀ꯭ꯌꯨꯔ ꯇꯧꯅꯕꯥ ꯐꯦꯁꯤꯑꯦꯜ ꯔꯤꯀꯣꯛꯅꯤꯁꯟ ꯁꯤꯖꯤꯟꯅꯗꯨꯅꯥ ꯑꯦꯠꯚꯥꯟꯁ ꯑꯣꯊꯦꯟꯇꯤꯀꯦꯁꯟ ꯁꯤꯁꯇꯦꯝ ꯑꯃꯅꯤ꯫ ꯑꯥꯏꯐꯣꯟ ꯑꯦꯛꯁꯑꯦꯁ ꯃꯦꯛꯁ ꯑꯁꯤ ꯍꯨꯝꯐꯨꯃꯔꯤ ꯖꯤꯕꯤ, ꯆꯥꯅꯤ ꯌꯥꯡꯈꯩꯇꯥꯔꯨꯛ ꯖꯤꯕꯤ ꯑꯃꯁꯨꯡ ꯆꯧꯉꯥ ꯇꯔꯥꯅꯤꯊꯣꯏ ꯖꯤꯕꯤꯒꯤ ꯁ꯭ꯇꯣꯔꯦꯖ ꯀꯦꯄꯥꯁꯤꯇꯤꯗꯥ ꯐꯪꯏ ꯑꯃꯁꯨꯡ ꯃꯁꯤꯒꯤ ꯃꯆꯨ ꯑꯍꯨꯝ ꯌꯥꯎꯔꯤ: ꯒꯣꯜꯗ, ꯁ꯭ꯄꯦꯁ ꯒ꯭ꯔꯦ ꯑꯃꯁꯨꯡ ꯁꯤꯜꯚꯥꯔꯅꯤ꯫ ꯗꯤꯚꯥꯏꯁ ꯑꯁꯤꯅꯥ ꯑꯣꯜ-ꯒ꯭ꯂꯥꯁ ꯗꯤꯖꯥꯏꯟ ꯑꯃꯁꯨꯡ ꯁꯔꯖꯤꯀꯦꯜ-ꯒ꯭ꯔꯦꯠ ꯁ꯭ꯇꯦꯟꯂꯦꯁ ꯁ꯭ꯇꯤꯜ ꯐ꯭ꯔꯦꯝ ꯑꯃꯥ ꯌꯥꯎꯔꯤ, ꯃꯁꯤꯅꯥ ꯏꯁꯤꯡ ꯑꯃꯁꯨꯡ ꯃꯩꯈꯨ ꯆꯦꯟꯗꯕꯥ ꯌꯥꯏ꯫ ꯑꯇꯣꯞꯄꯥ ꯊꯣꯏꯗꯣꯛꯄꯥ ꯐꯤꯆꯔ ꯈꯔꯗꯤ ꯋꯥꯏꯌꯔꯂꯦꯁ ꯆꯥꯔꯖꯤꯡ, ꯗ꯭ꯌꯨꯑꯦꯜ-ꯁꯤꯝ ꯁꯄꯣꯠ ꯑꯃꯁꯨꯡ ꯃꯃꯥꯡꯗꯥ ꯂꯩꯔꯝꯕꯥ ꯑꯥꯏꯐꯣꯟ ꯑꯦꯛꯁꯀꯥ ꯆꯥꯡꯗꯝꯅꯕꯗꯥ ꯕꯦꯠꯇꯔꯤꯒꯤ ꯃꯇꯝ ꯐꯒꯠꯂꯛꯄꯥ ꯑꯁꯤꯅꯆꯤꯡꯕꯥ ꯌꯥꯎꯔꯤ꯫ ꯁꯔꯚꯔ ꯍꯥꯏꯕꯁꯤ ꯃꯤꯑꯣꯏꯕꯅꯥ ꯄꯥꯕꯥ ꯌꯥꯕꯥ ꯗꯣꯃꯦꯟ ꯅꯦꯝꯁꯤꯡ, ꯀꯝꯄ꯭ꯌꯨꯇꯔꯅꯥ ꯄꯥꯕꯥ ꯌꯥꯕꯥ ꯑꯦꯗ꯭ꯔꯦꯁꯁꯤꯡꯗꯥ ꯍꯟꯗꯣꯛꯄꯥ ꯏꯟꯇꯔꯅꯦꯠꯀꯤ ꯃꯔꯨꯑꯣꯏꯕꯥ ꯁꯔꯨꯛ ꯑꯃꯅꯤ꯫ ꯃꯁꯤ ꯃꯊꯧ ꯇꯥꯏ ꯃꯔꯝꯗꯤ ꯀꯝꯄ꯭ꯌꯨꯇꯔ ꯑꯃꯁꯨꯡ ꯗꯤꯚꯥꯏꯁꯁꯤꯡꯅꯥ ꯅ꯭ꯌꯨꯃꯔꯤꯛ ꯑꯦꯗ꯭ꯔꯦꯁꯁꯤꯡ ꯁꯤꯖꯤꯟꯅꯗꯨꯅꯥ ꯄꯥꯎ ꯐꯥꯎꯗꯣꯛꯏ, ꯑꯗꯨꯒꯥ ꯃꯤꯌꯥꯝꯅꯥ ꯍꯦꯟꯅꯥ ꯅꯤꯡꯁꯤꯡꯅꯤꯡꯉꯥꯏ ꯑꯣꯏꯕꯥ ꯗꯣꯃꯦꯟ ꯅꯦꯝꯁꯤꯡ ꯁꯤꯖꯤꯟꯅꯩ꯫ ꯅꯍꯥꯛꯅꯥ ꯅꯍꯥꯛꯀꯤ ꯋꯦꯞ ꯕ꯭ꯔꯥꯎꯖꯔꯗꯥ ꯗꯣꯃꯦꯟ ꯅꯦꯝ ꯑꯃꯥ ꯑꯦꯟꯇꯔ ꯇꯧꯕꯥ ꯃꯇꯝꯗꯥ, ꯔꯤꯛꯕꯦꯁ ꯑꯃꯁꯨꯡ ꯗꯣꯃꯦꯟ ꯅꯦꯝ ꯑꯗꯨ ꯑꯦꯗ꯭ꯔꯦꯁ ꯑꯃꯗꯥ ꯔꯤꯖꯣꯜꯕ ꯇꯧꯅꯕꯥ ꯁꯔꯚꯔ ꯑꯃꯗꯥ ꯊꯥꯏ꯫ ꯁꯔꯚꯔꯅꯥ ꯃꯔꯤ ꯂꯩꯅꯕꯥ ꯑꯦꯗ꯭ꯔꯦꯁ ꯑꯗꯨ ꯈꯪꯗꯣꯛꯅꯕꯥ ꯃꯗꯨꯒꯤ ꯔꯦꯀꯣꯔꯗꯁꯤꯡ ꯑꯗꯨ ꯁꯥꯔꯆ ꯇꯧꯒꯅꯤ ꯑꯃꯁꯨꯡ ꯃꯗꯨ ꯋꯦꯕ ꯕ꯭ꯔꯥꯎꯖꯔꯗꯥ ꯍꯜꯂꯛꯀꯅꯤ, ꯃꯗꯨꯒꯤ ꯃꯇꯨꯡꯗꯥ ꯃꯗꯨ ꯃꯊꯧ ꯇꯥꯕꯥ ꯋꯦꯕ ꯁꯔꯚꯔ ꯑꯗꯨꯒꯥ ꯁꯝꯅꯍꯟꯅꯕꯥ ꯁꯤꯖꯤꯟꯅꯕꯥ ꯌꯥꯒꯅꯤ꯫ ꯁꯔꯚꯔ ꯑꯁꯤꯅꯥ ꯏꯟꯇꯔꯃꯦꯗꯤꯑꯦꯔꯤ ꯑꯃꯒꯨꯝꯅꯥ ꯊꯕꯛ ꯇꯧꯏ, ꯌꯨꯖꯔꯁꯤꯡꯅꯥ ꯃꯈꯣꯏꯅꯥ ꯃꯊꯧ ꯇꯥꯕꯥ ꯋꯦꯞꯁꯥꯏꯠꯁꯤꯡ ꯑꯃꯁꯨꯡ ꯑꯣꯟꯂꯥꯏꯟ ꯁꯔꯚꯤꯁꯁꯤꯡ ꯑꯦꯛꯁꯦꯁ ꯇꯧꯕꯥ ꯌꯥꯅꯕꯥ ꯔꯤꯛꯕꯦꯁꯁꯤꯡ ꯑꯃꯁꯨꯡ ꯔꯦꯁꯄꯣꯟꯁꯁꯤꯡ ꯃꯦꯅꯦꯖ ꯇꯧꯏ꯫ ꯁꯔꯚꯔꯁꯤꯡ ꯌꯥꯎꯗꯅꯥ ꯏꯟꯇꯔꯅꯦꯠ ꯑꯁꯤ ꯆꯠꯊꯣꯛ-ꯆꯠꯁꯤꯟ ꯇꯧꯕꯗꯥ ꯑꯃꯁꯨꯡ ꯁꯤꯖꯤꯟꯅꯕꯗꯥ ꯌꯥꯝꯅꯥ ꯂꯨꯕꯥ ꯑꯣꯏꯒꯅꯤ꯫